ꯀꯁ꯭ꯇꯃꯔ ꯑꯃꯗ ꯐꯤꯗꯕꯦꯛ ꯂꯧꯅꯕ ꯁ꯭ꯀꯔꯤꯞꯇ ꯑꯃ ꯁꯦꯝꯃꯨ꯫ ꯍꯦꯜꯂꯣ, ꯑꯩꯈꯣꯏꯒꯤ ꯁꯔꯚꯤꯁꯁꯤꯡ ꯈꯟꯕꯤꯕꯒꯤꯗꯃꯛ ꯊꯥꯒꯠꯆꯔꯤ꯫ ꯑꯩꯈꯣꯏꯅ ꯃꯇꯝ ꯄꯨꯝꯅꯃꯛꯇ ꯑꯍꯣꯡꯕ ꯄꯨꯔꯛꯅꯕꯥ ꯍꯣꯠꯅꯔꯤ ꯑꯃꯁꯨꯡ ꯑꯗꯣꯝꯒꯤ ꯋꯥꯈꯜꯂꯣꯟꯁꯤꯡ ꯑꯗꯨ ꯊꯥꯒꯠꯄ ꯐꯣꯡꯗꯣꯛꯆꯔꯤ꯫ ꯑꯃ ꯗꯒꯤ ꯇꯔꯥ ꯐꯥꯎꯕꯒꯤ ꯁ꯭ꯀꯦꯜꯗꯥ, ꯅꯍꯥꯛꯅ ꯐꯪꯈꯤꯕ ꯁꯔꯚꯤꯁꯁꯤꯡ ꯑꯗꯨꯗ ꯅꯍꯥꯛꯅ ꯀꯌꯥ ꯌꯥꯝꯅ ꯅꯨꯡꯉꯥꯏꯕ ꯐꯥꯎꯈꯤꯕꯒꯦ? ꯃꯔꯨꯑꯣꯏꯅ ꯑꯗꯣꯝꯅ ꯅꯨꯡꯉꯥꯏꯈꯤꯕ ꯅꯠꯇ꯭ꯔꯒ ꯇꯨꯡꯗ ꯍꯦꯟꯅ ꯎꯕꯥ ꯄꯥꯝꯂꯤꯕꯥ ꯋꯥꯐꯝ ꯑꯃ‌ ꯂꯩꯕꯔꯥ? ꯑꯗꯣꯝꯅ ꯑꯍꯣꯡꯕ ꯄꯨꯔꯛꯄ ꯉꯝꯒꯅꯤ ꯍꯥꯏꯅ ꯈꯜꯂꯤꯕ‌ ꯏꯁꯨꯁꯤꯡ ꯅꯠꯇꯔꯒ ꯂꯝꯁꯤꯡ ꯂꯩꯔꯝꯈꯤꯕꯔꯥ? ꯑꯩꯈꯣꯏꯒꯤ ꯁꯔꯚꯤꯁꯁꯤꯡ ꯑꯁꯤ ꯑꯗꯣꯝꯅ ꯑꯇꯣꯞꯄꯁꯤꯡꯗ ꯔꯤꯀꯃꯦꯟꯗ ꯇꯧꯕꯤꯒꯗ꯭ꯔꯥ? ꯀꯔꯤꯒꯤꯅꯣ ꯅꯠꯇꯔꯒ ꯀꯔꯤꯒꯤꯅꯣ? ꯑꯗꯣꯝꯒꯤ ꯃꯇꯝ ꯄꯩꯕꯤꯕꯒꯤꯗꯃꯛ ꯑꯃꯁꯨꯡ ꯑꯗꯣꯝꯒꯤ ꯋꯥꯈꯜꯂꯣꯟꯁꯤꯡ ꯑꯗꯨ ꯑꯩꯈꯣꯏꯗ ꯁꯦꯌꯔ ꯇꯧꯕꯤꯕꯒꯤꯗꯃꯛ ꯌꯥꯝꯅ ꯊꯥꯒꯠꯆꯔꯤ꯫ ꯄꯥꯎꯈꯨꯝ ꯈꯨꯗꯤꯡꯃꯛ ꯑꯩꯈꯣꯏ ꯈ꯭ꯋꯥꯏꯗꯒꯤ ꯐꯕꯥ ꯁꯔꯕꯤꯁ ꯄꯤꯕꯗꯥ ꯃꯇꯦꯡ ꯄꯥꯡꯕꯗꯥ ꯃꯃꯜ ꯂꯩ꯫ ꯑꯥꯔꯇꯤꯐꯤꯁꯤꯑꯦꯜ ꯏꯟꯇꯦꯂꯤꯖꯦꯟꯁꯀꯤ ꯀꯥꯟꯅꯕꯥ ꯂꯧꯕ ꯑꯅꯧꯕ ꯕꯤꯖꯤꯅꯦꯁ ꯑꯃꯒꯤꯗꯃꯛ ꯋꯥꯈꯜꯂꯣꯟꯁꯤꯡ ꯄꯨꯊꯣꯛꯄꯤꯌꯨ꯫ ꯚꯔꯆꯨꯑꯦꯜ ꯄꯔꯁꯣꯅꯦꯜ ꯁꯣꯄꯤꯡ ꯚꯔꯆꯨꯑꯦꯜ ꯄꯔꯁꯣꯅꯦꯜ ꯁꯣꯄꯤꯡ ꯁꯔꯚꯤꯁꯁꯤꯡ ꯄꯤꯔꯤꯕ ꯑꯥꯔꯇꯤꯐꯤꯁꯤꯑꯦꯜ ꯏꯟꯇꯤꯂꯤꯖꯦꯟꯁ ꯅꯥ ꯊꯧꯕ ꯀꯝꯄꯦꯅꯤ ꯑꯃꯅꯤ, ꯃꯐꯝ ꯑꯗꯨꯗ ꯑꯩꯈꯣꯏꯒꯤ ꯏꯟꯇꯤꯂꯤꯖꯦꯟꯇ ꯑꯦꯜꯒꯣꯔꯤꯊꯝꯁꯤꯡꯅ ꯃꯤꯑꯣꯏ ꯑꯃꯒꯤ ꯄꯔꯁꯣꯅꯦꯜ ꯁ꯭ꯇꯥꯏꯜ, ꯄꯁꯟꯗꯁꯤꯡ, ꯑꯃꯁꯨꯡ ꯕꯖꯦꯠꯀꯤ ꯃꯇꯥꯡꯗ ꯇꯝꯗꯨꯅ ꯄꯣꯠꯂꯝꯁꯤꯡ, ꯑꯦꯛꯁꯦꯁꯥꯔꯤꯖ ꯑꯃꯁꯨꯡ ꯑꯇꯩꯒ ꯂꯣꯏꯅꯅ ꯀꯁ꯭ꯇꯃꯁ ꯑꯣꯏꯕ ꯁꯣꯄꯤꯡ ꯑꯦꯛꯁꯄꯤꯔꯤꯑꯦꯟꯁ ꯑꯃ ꯄꯤꯔꯤ꯫ ꯄꯣꯠꯂꯝꯁꯤꯡ, ꯏꯟꯇꯦꯂꯤꯖꯦꯟꯇ ꯀꯦꯔꯤꯌꯔ ꯀꯣꯆꯤꯡ - ꯃꯤꯑꯣꯏ ꯑꯃꯒꯤ ꯁ꯭ꯀꯤꯜꯁꯤꯡ, ꯊꯕꯛꯀꯤ ꯑꯦꯛꯁꯄꯤꯔꯤꯑꯦꯟꯁ, ꯑꯦꯖꯨꯀꯦꯁꯟ, ꯑꯃꯁꯨꯡ ꯄꯔꯁꯣꯅꯦꯜ ꯏꯟꯇꯔꯦꯁ꯭ꯇꯁꯤꯡ ꯑꯦꯅꯥꯂꯥꯏꯖ ꯇꯧꯅꯕ ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯗꯨꯅ ꯀꯦꯔꯤꯌꯔ ꯄ꯭ꯔꯣꯒ꯭ꯔꯦꯁꯟ, ꯊꯕꯛ ꯊꯤꯕꯒꯤ ꯊꯧꯑꯣꯡꯁꯤꯡ, ꯔꯤꯖ꯭ꯌꯨꯝ ꯑꯣꯞꯇꯤꯃꯥꯏꯖꯦꯁꯟ, ꯑꯃꯁꯨꯡ ꯅꯦꯠꯋꯥꯔꯀꯤꯡꯒꯤ ꯃꯇꯥꯡꯗ ꯇꯦꯜꯂꯔ ꯑꯦꯗꯚꯥꯏꯖꯔꯤ ꯑꯃꯁꯨꯡ ꯒꯥꯏꯗꯂꯥꯏꯟꯁꯤꯡ ꯄꯤꯅꯕ ꯁ꯭ꯇꯥꯔꯠ-ꯑꯞ ꯑꯃꯅꯤ꯫ ꯈꯨꯗꯣꯡꯆꯥꯕꯁꯤꯡ, ꯄꯔꯁꯣꯅꯥꯂꯥꯏꯖ ꯅ꯭ꯌꯨꯇꯔꯤꯁꯟ ꯄ꯭ꯂꯦꯅꯤꯡ - ꯃꯤꯑꯣꯏ ꯑꯃꯒꯤ ꯗꯤꯑꯦꯇꯔꯤꯒꯤ ꯃꯊꯧ ꯇꯥꯕꯁꯤꯡ, ꯄꯥꯟꯗꯝ ꯑꯃꯁꯨꯡ ꯄꯁꯟꯗꯁꯤꯡꯗ ꯌꯨꯝꯐꯝ ꯑꯣꯏꯗꯨꯅ ꯄꯔꯁꯣꯅꯦꯂꯥꯏꯖ ꯇꯧꯔꯕ ꯃꯤꯜ ꯄ꯭ꯂꯥꯟꯁꯤꯡ ꯁꯦꯝꯅꯕꯥ ꯑꯥꯔꯇꯤꯐꯤꯁꯤꯑꯦꯜ ꯏꯟꯇꯤꯂꯤꯖꯦꯟ꯭ꯁ ꯑꯩꯈꯣꯏꯒꯤ ꯑꯦꯜꯒꯣꯔꯤꯊꯝꯁꯤꯡꯅ ꯌꯨꯖꯔꯒꯤ ꯐꯨꯗ ꯏꯟꯇꯦꯛ ꯑꯃꯁꯨꯡ ꯑꯦꯛꯇꯤꯚꯤꯇꯤꯒꯤ ꯊꯥꯛꯁꯤꯡꯗꯒꯤ ꯇꯝꯗꯨꯅꯥ ꯑꯐꯕ ꯅ꯭ꯌꯨꯇ꯭ꯔꯤꯁꯟ ꯑꯃꯁꯨꯡ ꯍꯦꯛꯁꯦꯜꯒꯤꯗꯃꯛ ꯄ꯭ꯂꯥꯟ ꯑꯁꯤ ꯂꯦꯞꯇꯥꯅ ꯔꯤꯐꯥꯏꯟꯅꯥ ꯑꯃꯁꯨꯡ ꯑꯞꯗꯦꯠ ꯇꯧꯒꯅꯤ꯫ ꯁ꯭ꯃꯥꯔꯠ ꯐꯥꯏꯅꯥꯟꯁꯤꯑꯦꯜ ꯄ꯭ꯂꯥꯅꯤꯡ - ꯑꯥꯔꯇꯤꯐꯤꯁꯤꯑꯦꯜ ꯏꯟꯇꯤꯂꯤꯖꯦꯟꯁ ꯗꯥ ꯌꯨꯝꯐꯝ ꯑꯣꯏꯕ ꯐꯥꯏꯅꯥꯟꯁꯤꯑꯦꯜ ꯄ꯭ꯂꯥꯅꯤꯡ ꯀꯝꯄꯦꯅꯤ ꯑꯃꯅꯤ, ꯃꯁꯤꯅ ꯃꯤꯑꯣꯏ ꯑꯃꯅ ꯆꯥꯗꯤꯡ ꯇꯧꯕꯒꯤ ꯍꯩꯅꯕꯤ, ꯁꯦꯟꯊꯣꯛ, ꯑꯃꯁꯨꯡ ꯁꯦꯜ-ꯊꯨꯝꯒꯤ ꯄꯥꯟꯗꯝꯁꯤꯡ ꯑꯦꯅꯥꯂꯥꯏꯖ ꯇꯧꯗꯨꯅ ꯃꯁꯥꯒꯤ ꯑꯣꯏꯕ ꯕꯖꯦꯠ ꯑꯃꯁꯨꯡ ꯏꯟꯚꯦꯁ꯭ꯇꯃꯦꯟꯇ ꯁ꯭ꯇꯔꯦꯇꯦꯖꯤ ꯑꯃ ꯁꯦꯝꯒꯠꯅꯕ ꯍꯦꯟꯅ ꯐꯕꯥ ꯐꯥꯏꯅꯥꯟꯁꯤꯑꯦꯜ ꯋꯥꯔꯦꯞ ꯂꯧꯕꯗ ꯃꯇꯦꯡ ꯄꯥꯡꯏ꯫ ꯑꯩꯈꯣꯏꯒꯤ ꯇꯦꯛꯅꯣꯂꯣꯖꯤꯅ ꯔꯤꯀꯃꯦꯟꯗꯦꯁꯟꯁꯤꯡ ꯑꯞꯗꯦꯠ ꯇꯧꯅꯕ ꯀꯩꯊꯦꯜꯒꯤ ꯈꯣꯡꯖꯦꯜꯁꯤꯡ ꯂꯦꯞꯇꯅꯥ ꯌꯦꯡꯁꯤꯟꯒꯅꯤ ꯑꯃꯁꯨꯡ ꯈ꯭ꯋꯥꯏꯗꯒꯤ ꯐꯕꯥ ꯁꯦꯚꯤꯡ ꯑꯃꯁꯨꯡ ꯏꯟꯚꯦꯁ꯭ꯇꯃꯦꯟꯇꯀꯤ ꯈꯨꯗꯣꯡꯆꯥꯕꯁꯤꯡꯒꯤꯗꯃꯛ ꯑꯦꯂ꯭ꯔꯠꯁꯤꯡ ꯄꯤꯒꯅꯤ꯫ ꯏꯟꯇꯦꯂꯤꯖꯦꯟꯇ ꯂꯦꯡꯒꯨꯌꯦꯖ ꯂꯔꯅꯤꯡ - ꯃꯤꯑꯣꯏ ꯑꯃꯒꯤ ꯂꯔꯅꯤꯡ ꯁ꯭ꯇꯥꯏꯜ, ꯂꯦꯚꯦꯜ ꯑꯃꯁꯨꯡ ꯏꯟꯇꯔꯦꯁ꯭ꯇꯇꯥ ꯌꯨꯝꯐꯝ ꯑꯣꯏꯕ ꯄꯔꯁꯣꯅꯦꯂꯥꯏꯖ ꯏꯟꯁꯇ꯭ꯔꯛꯁꯟ ꯑꯃꯁꯨꯡ ꯄ꯭ꯔꯦꯛꯇꯤꯁ ꯄꯤꯕ ꯑꯥꯔꯇꯤꯐꯤꯁꯤꯑꯦꯜ ꯏꯟꯇꯤꯂꯤꯖꯦꯟꯁ ꯅꯥ ꯊꯧꯕ ꯂꯣꯜ ꯇꯝꯅꯕꯒꯤ ꯄ꯭ꯂꯦꯠꯐꯣꯔꯝ ꯑꯃꯅꯤ꯫ ꯑꯩꯈꯣꯏꯒꯤ ꯁꯤꯁꯇꯦꯝ ꯑꯁꯤꯅ ꯅꯦꯆꯔꯦꯜ ꯂꯦꯡꯒꯨꯌꯦꯖ ꯄ꯭ꯔꯣꯁꯦꯁꯤꯡ ꯑꯃꯁꯨꯡ ꯁ꯭ꯄꯤꯆ ꯔꯤꯀꯣꯒꯅꯤꯁꯟ ꯇꯦꯛꯅꯣꯂꯣꯖꯤ ꯁꯤꯖꯤꯟꯅꯗꯨꯅ ꯏꯟꯇꯔꯦꯛꯇꯤꯕ ꯂꯦꯁꯟ ꯑꯃꯁꯨꯡ ꯔꯤꯑꯦꯜ-ꯂꯥꯏꯐ ꯋꯥꯔꯤ ꯁꯥꯅꯕꯥ ꯄ꯭ꯔꯦꯛꯇꯤꯁ ꯄꯤꯒꯅꯤ꯫